ꯏꯟꯗꯁꯇ꯭ꯔꯤꯌꯦꯜ ꯔꯤꯚꯣꯂꯨꯁꯟꯅ ꯑꯀꯣꯢꯕꯒꯤ ꯐꯤꯕꯝꯗ ꯀꯔꯝꯅ ꯁꯥꯐꯨ ꯄꯤꯈꯤꯕꯒꯦ? ꯏꯟꯗꯁꯇ꯭ꯔꯤꯌꯦꯜ ꯔꯤꯚꯣꯂꯨꯁꯟꯅ ꯑꯀꯣꯢꯕꯒꯤ ꯐꯤꯕꯝꯗ ꯌꯥꯝꯅ ꯆꯥꯎꯅ ꯁꯥꯐꯨ ꯄꯤꯈꯤ꯫ ꯏꯟꯗꯁꯇ꯭ꯔꯤꯌꯦꯜ ꯔꯤꯚꯣꯂꯨꯁꯟꯒꯤ ꯃꯃꯥꯡꯗ ꯃꯤꯑꯣꯏꯕꯒꯤ ꯊꯕꯛ ꯊꯧꯔꯝꯁꯤꯡꯅ ꯃꯥꯂꯦꯝꯒꯤ ꯑꯣꯏꯅ ꯑꯀꯣꯏꯕꯒꯤ ꯐꯤꯕꯝꯗ ꯌꯥꯝꯅ ꯅꯦꯝꯕ ꯁꯥꯐꯨ ꯄꯤꯔꯝꯃꯤ꯫ ꯑꯗꯨꯝ ꯑꯣꯏꯅꯃꯛ ꯑꯅꯧꯕꯥ ꯇꯦꯛꯅꯣꯂꯣꯖꯤꯁꯤꯡ ꯂꯥꯛꯄ ꯑꯃꯁꯨꯡ ꯏꯟꯗꯁꯇ꯭ꯔꯤꯒꯤ ꯔꯤꯚꯣꯂꯨꯁꯟꯒ ꯂꯣꯏꯅꯅ ꯂꯥꯛꯄ ꯄꯨꯊꯣꯛꯄꯒꯤ ꯆꯥꯡ ꯍꯦꯟꯒꯠꯂꯛꯄꯒ ꯂꯣꯏꯅꯅꯥ ꯃꯤꯑꯣꯏꯕꯒꯤ ꯊꯕꯛ ꯊꯧꯔꯝꯁꯤꯡꯅ ꯑꯀꯣꯢꯕꯒꯤ ꯐꯤꯕꯝꯗ ꯄꯤꯔꯤꯕꯥ ꯁꯥꯐꯨ ꯑꯁꯤ ꯌꯥꯝꯅ ꯍꯦꯟꯒꯠꯂꯛꯈꯤ꯫ ꯏꯟꯗꯁꯇ꯭ꯔꯤꯌꯦꯜ ꯔꯤꯚꯣꯂꯨꯁꯟꯒꯤ ꯃꯇꯝꯗꯥ ꯀꯣꯢꯂꯥ ꯑꯃꯁꯨꯡ ꯊꯥꯎꯒꯨꯝꯕ ꯐꯣꯁꯤꯜ ꯐ꯭ꯌꯨꯑꯦꯜꯁꯤꯡ ꯁꯤꯖꯤꯟꯅꯕ ꯍꯦꯅꯒꯠꯂꯛꯄꯅ ꯃꯔꯝ ꯑꯣꯏꯗꯨꯅ ꯑꯦꯠꯃꯣꯁꯐꯤꯌꯔꯗ ꯀꯥꯔꯕꯣꯟ ꯃꯁꯤꯡ ꯌꯥꯝꯅ ꯊꯥꯗꯣꯛꯈꯤ ꯃꯁꯤꯅ ꯑꯦꯌꯔ ꯄꯣꯂꯨꯁꯟ ꯑꯃꯁꯨꯡ ꯀ꯭ꯂꯥꯏꯃꯦꯠ ꯍꯣꯡꯂꯛꯄꯗ ꯃꯇꯦꯡ ꯄꯥꯡꯈꯤ꯫ ꯏꯟꯗꯁꯇ꯭ꯔꯤꯒꯤ ꯆꯥꯎꯈꯠꯄ ꯍꯦꯟꯒꯠꯍꯟꯅꯕ ꯆꯪꯗꯕ ꯆꯪꯒꯗꯕ ꯄꯣꯠꯂꯝꯁꯤꯡ ꯍꯦꯟꯅ ꯃꯊꯧ ꯇꯥꯕꯅ ꯃꯔꯝ ꯑꯣꯏꯗꯨꯅ ꯎꯃꯪ ꯂꯧꯊꯣꯛꯄ ꯃꯥꯏꯅꯤꯡ ꯇꯧꯕꯥ ꯑꯃꯁꯨꯡ ꯏꯁꯤꯡ ꯇꯨꯡꯁꯤꯟꯕ ꯊꯣꯛꯍꯟꯈꯤ ꯃꯗꯨꯅ ꯃꯍꯧꯁꯥꯒꯤ ꯑꯣꯏꯕ ꯃꯐꯝꯁꯤꯡꯗ ꯑꯀꯥꯏꯕ ꯄꯤꯈꯤ ꯑꯃꯁꯨꯡ ꯕꯥꯏꯑꯣꯕꯗꯥꯏꯕꯔꯁꯤꯇꯤ ꯃꯥꯡꯍꯟꯈꯤ꯫ ꯂꯧꯎ-ꯁꯤꯡꯎꯗ ꯃꯦꯁꯤꯟꯁꯤꯡ ꯁꯤꯖꯤꯟꯅꯕꯅ ꯃꯔꯝ ꯑꯣꯏꯗꯨꯅ ꯁꯦꯝꯗꯣꯞ ꯁꯦꯝꯖꯤꯟ ꯇꯧꯔꯕꯥ ꯂꯧꯎ-ꯁꯤꯡꯎꯕꯅ ꯂꯩꯃꯥꯏ ꯁꯣꯛꯄꯥ ꯑꯃꯁꯨꯡ ꯃꯥꯡ-ꯇꯥꯛꯄ ꯍꯦꯟꯒꯠꯍꯟꯈꯤ꯫ ꯐꯦꯛꯇꯔꯤꯁꯤꯡꯅ ꯑꯃꯣꯠꯄꯁꯤꯡ ꯇꯨꯔꯦꯜꯁꯤꯡꯗ ꯊꯥꯗꯣꯛꯈꯤꯕꯅ ꯃꯔꯝ ꯑꯣꯏꯗꯨꯅ ꯏꯁꯤꯡꯒꯤ ꯂꯝꯕꯤꯁꯤꯡ ꯑꯁꯤ ꯃꯤꯑꯣꯏꯕꯅ ꯁꯤꯖꯤꯟꯅꯕꯗ ꯑꯁꯣꯏ-ꯑꯉꯥꯝ ꯌꯥꯎꯕ ꯑꯣꯏꯍꯟꯈꯤ ꯑꯃꯁꯨꯡ ꯏꯀꯣꯁꯤꯁꯇꯦꯝꯗ ꯑꯀꯥꯢꯕ ꯄꯤꯔꯛꯄꯗꯒꯤ ꯏꯁꯤꯡꯗ ꯃꯣꯠꯄꯒꯤ ꯆꯥꯡ ꯍꯦꯅꯒꯠꯂꯛꯄꯁꯨ ꯎꯕꯥ ꯐꯪꯈꯤ꯫ ꯏꯟꯗꯁꯇ꯭ꯔꯤꯌꯦꯜ ꯔꯤꯚꯣꯂꯨꯁꯟꯒꯤ ꯃꯇꯝꯗ ꯊꯣꯛꯈꯤꯕ ꯌꯥꯝꯅ ꯊꯨꯅꯥ ꯆꯥꯎꯈꯠꯄ ꯑꯁꯤ ꯁꯍꯔꯁꯤꯡꯗ ꯃꯤ ꯌꯥꯝꯅ ꯇꯤꯟꯕ ꯑꯃꯁꯨꯡ ꯍꯤꯡꯅꯕꯒꯤ ꯐꯤꯚꯝ ꯐꯠꯇꯕꯅ ꯃꯔꯝ ꯑꯣꯏꯗꯨꯅ ꯍꯛꯁꯦꯜꯒꯤ ꯋꯥꯐꯝꯁꯤꯡ ꯑꯃꯁꯨꯡ ꯁꯟꯗꯣꯛꯄꯗ ꯃꯇꯦꯡ ꯄꯥꯡꯈꯤ꯫ ꯈꯪꯖꯤꯟꯒꯗꯕ ꯑꯃꯅ ꯏꯟꯗꯁꯇ꯭ꯔꯤꯌꯦꯜ ꯔꯤꯚꯣꯂꯨꯁꯟꯅ ꯄꯣꯠꯊꯣꯛ ꯄꯨꯊꯣꯛꯄ ꯍꯦꯟꯒꯠꯂꯛꯄ ꯑꯃꯁꯨꯡ ꯍꯤꯡꯅꯕꯒꯤ ꯊꯥꯛ ꯋꯥꯡꯈꯠꯂꯛꯄꯒꯨꯝꯕ ꯑꯐꯕ ꯑꯍꯣꯡꯕ ꯀꯌꯥ ꯄꯨꯔꯛꯈꯤꯕꯁꯨ ꯃꯁꯤꯅ ꯑꯀꯣꯏꯕꯒꯤ ꯐꯤꯕꯝꯗ ꯃꯔꯨꯑꯣꯏꯕ ꯐꯠꯇꯕ ꯁꯥꯐꯨ ꯀꯌꯥ ꯄꯤꯈꯤ꯫ ꯚꯥꯔꯇꯀꯤ ꯈ꯭ꯋꯥꯏꯗꯒꯤ ꯆꯥꯎꯕ ꯁ꯭ꯇꯥꯔꯠꯑꯞ ꯃꯉꯥ ꯂꯤꯁ꯭ꯠ ꯇꯧꯕꯤꯌꯨ꯫ ꯕꯥꯏꯖꯨꯁ- ꯃꯁꯤ ꯕꯦꯡꯒꯂꯨꯔꯨꯗ ꯂꯩꯕꯥ ꯑꯦꯗꯇꯦꯛ ꯀꯝꯄꯦꯅꯤ ꯑꯃꯅꯤ ꯃꯁꯤ ꯂꯤꯁꯤꯡ ꯑꯅꯤꯒꯤ ꯇꯔꯥꯃꯊꯣꯏꯗ ꯕꯥꯏꯖꯨ ꯔꯕꯤꯟꯗ꯭ꯔꯅꯥ ꯂꯤꯡꯈꯠꯈꯤꯕꯅꯤ꯫ ꯄꯦꯇꯤꯑꯦꯝ- ꯑꯁꯤ ꯅꯣꯏꯗꯥꯗ ꯂꯩꯕꯥ ꯗꯤꯖꯤꯇꯦꯜ ꯄꯦꯃꯦꯟꯇ ꯑꯃꯁꯨꯡ ꯐꯥꯏꯅꯥꯟꯁꯤꯑꯦꯜ ꯁꯔꯕꯤꯁ ꯀꯝꯄꯦꯅꯤ ꯑꯃꯅꯤ ꯃꯁꯤ ꯂꯤꯁꯤꯡ ꯑꯅꯤꯒꯤ ꯇꯔꯥꯗ ꯕꯤꯖꯌ ꯁꯦꯈꯔ ꯁꯔꯃꯥꯅ ꯂꯤꯡꯈꯠꯈꯤꯕꯅꯤ꯫ ꯑꯣꯂꯥ- ꯃꯁꯤ ꯕꯦꯡꯒꯂꯨꯔꯨꯗꯥ ꯌꯨꯝꯐꯝ ꯑꯣꯏꯕꯥ ꯔꯥꯏꯗ-ꯍꯦꯂꯤꯡ ꯀꯝꯄꯦꯅꯤ ꯑꯃꯅꯤ ꯃꯁꯤ ꯂꯤꯁꯤꯡ ꯑꯅꯤꯒꯤ ꯇꯔꯥꯗ ꯚꯕꯤꯁ ꯑꯒꯔꯋꯥꯜ ꯑꯃꯁꯨꯡ ꯑꯪꯀꯤꯠ ꯚꯥꯇꯤꯅ ꯂꯤꯡꯈꯠꯈꯤꯕꯅꯤ꯫ ꯁ꯭ꯕꯤꯒꯤ- ꯃꯁꯤ ꯕꯦꯡꯒꯂꯨꯔꯨꯗꯥ ꯌꯨꯝꯐꯝ ꯑꯣꯏꯕ ꯑꯣꯅꯂꯥꯏꯟ ꯐꯨꯗ ꯗꯦꯂꯤꯕꯔꯤ ꯄ꯭ꯂꯦꯠꯐꯣꯔꯝ ꯑꯃꯅꯤ ꯃꯁꯤ ꯂꯤꯁꯤꯡ ꯑꯅꯤꯒ ꯇꯔꯥꯃꯔꯤꯗ ꯁ꯭ꯔꯤꯁꯔꯁꯥ ꯃꯦꯖꯦꯇꯤ ꯅꯟꯗꯟ ꯔꯦꯗ꯭ꯗꯤ ꯑꯃꯁꯨꯡ ꯔꯥꯍꯨꯜ ꯖꯌꯃꯤꯅꯤꯅꯥ ꯂꯤꯡꯈꯠꯈꯤꯕꯅꯤ꯫ ꯖꯣꯃꯦꯇꯣ- ꯃꯁꯤ ꯒꯨꯔꯨꯒ꯭ꯔꯥꯝꯗ ꯌꯨꯝꯐꯝ ꯑꯣꯏꯕ ꯑꯣꯟꯂꯥꯏꯟ ꯐꯨꯗ ꯗꯦꯂꯤꯕꯔꯤ ꯄ꯭ꯂꯦꯠꯐꯣꯔꯝ ꯑꯃꯅꯤ ꯃꯁꯤ ꯂꯤꯁꯤꯡ ꯑꯅꯤꯒ ꯁꯨꯞꯅ ꯅꯤꯄꯥꯜꯗ ꯗꯤꯄꯤꯟꯗꯔ ꯒꯣꯌꯜ ꯑꯃꯁꯨꯡ ꯄꯡꯀꯖ ꯆꯗꯗꯥꯅꯥ ꯂꯤꯡꯈꯠꯈꯤꯕꯅꯤ꯫